ꯑꯅꯧꯕꯥ ꯁ꯭ꯇꯣꯔꯦꯖ ꯕꯣꯛꯁ ꯑꯃꯥ ꯗꯤꯖꯥꯏꯟ ꯇꯧꯅꯕꯒꯤꯗꯃꯛꯇ ꯇꯣꯉꯥꯟ-ꯇꯣꯉꯥꯟꯕꯥ ꯋꯥꯈꯜꯂꯣꯟ ꯑꯍꯨꯝ ꯁꯦꯝꯒꯠꯁꯤ꯫ ꯃꯣꯗꯨꯂꯔ ꯁ꯭ꯇꯣꯔꯦꯖ ꯕꯣꯛꯁ: ꯌꯨꯖꯔꯁꯤꯡꯅꯥ ꯃꯈꯣꯏꯒꯤ ꯑꯀꯛꯅꯕꯥ ꯃꯊꯧ ꯇꯥꯕꯁꯤꯡꯒꯤ ꯃꯇꯨꯡ ꯏꯟꯅꯥ ꯕꯣꯛꯁ ꯑꯗꯨ ꯀꯟꯐꯤꯒꯔ ꯇꯧꯕꯥ ꯑꯃꯁꯨꯡ ꯑꯦꯠꯖꯁ ꯇꯧꯕꯥ ꯌꯥꯕꯥ ꯀꯁꯇꯃꯔꯁꯤꯡꯅꯥ ꯁꯤꯖꯤꯟꯅꯕꯥ ꯌꯥꯕꯥ, ꯃꯣꯗꯨꯂꯔ ꯁ꯭ꯇꯣꯔꯦꯖ ꯕꯣꯛꯁ ꯑꯃꯅꯤ꯫ ꯃꯁꯤꯒꯤ ꯗꯤꯖꯥꯏꯟ ꯑꯁꯤꯅꯥ ꯇꯣꯉꯥꯟ ꯇꯣꯉꯥꯟꯕꯥ ꯁꯥꯏꯖꯒꯤ ꯂꯧꯊꯣꯛꯄꯥ ꯌꯥꯕꯥ ꯑꯃꯁꯨꯡ ꯑꯃꯨꯛ ꯍꯟꯅꯥ ꯁꯦꯝꯗꯣꯛꯄꯥ ꯌꯥꯕꯥ ꯀꯝꯄꯥꯔꯇꯃꯦꯟꯇꯁꯤꯡ ꯌꯥꯎꯔꯤ, ꯃꯁꯤꯅꯥ ꯌꯨꯖꯔꯁꯤꯡꯅꯥ ꯕꯣꯛꯁ ꯑꯃꯗꯥ ꯃꯈꯜ ꯀꯌꯥꯒꯤ ꯄꯣꯠꯂꯝꯁꯤꯡ ꯐ꯭ꯂꯦꯛꯁꯤꯕꯜ ꯑꯣꯏꯅꯥ ꯊꯝꯕꯥ ꯌꯥꯍꯜꯂꯤ꯫ ꯕꯣꯛꯁ ꯑꯁꯤ ꯇꯦꯛ ꯀꯥꯏꯗꯕꯥ ꯑꯃꯁꯨꯡ ꯏꯀꯣ-ꯐ꯭ꯔꯦꯟꯂꯤ ꯑꯣꯏꯕꯥ ꯃꯆꯥꯛꯁꯤꯡꯅꯥ ꯁꯦꯝꯕꯅꯤ ꯑꯃꯁꯨꯡ ꯐꯖꯅꯥ ꯊꯝꯅꯕꯒꯤꯗꯃꯛ ꯁ꯭ꯇꯦꯛ ꯇꯧꯕꯥ ꯌꯥꯏ꯫ ꯁ꯭ꯃꯥꯔꯠ ꯁ꯭ꯇꯣꯔꯦꯖ ꯕꯣꯛꯁ: ꯍꯦꯟꯅꯥ ꯐꯕꯥ ꯐꯪꯁꯅꯦꯂꯤꯇꯤꯒꯤꯗꯃꯛ ꯁ꯭ꯃꯥꯔꯠ ꯐꯤꯆꯔꯁꯤꯡ ꯏꯟꯇꯤꯒ꯭ꯔꯦꯠ ꯇꯧꯕꯥ ꯍꯥꯏ-ꯇꯦꯛ ꯁ꯭ꯇꯣꯔꯦꯖ ꯕꯣꯛꯁ ꯑꯃꯅꯤ꯫ ꯕꯣꯛꯁ ꯑꯁꯤꯗꯥ ꯁꯦꯝꯒꯠꯂꯕꯥ ꯏꯟꯚꯦꯟꯇꯔꯤ ꯇ꯭ꯔꯦꯀꯤꯡ ꯁꯤꯁꯇꯦꯝ ꯑꯃꯥ ꯌꯥꯎꯔꯤ ꯃꯗꯨꯒꯥ ꯂꯣꯏꯅꯅ ꯑꯦꯞ ꯑꯃꯒꯥ ꯂꯣꯏꯅꯅꯥ ꯁ꯭ꯇꯣꯔ ꯇꯧꯔꯕꯥ ꯄꯣꯠꯂꯝꯁꯤꯡ ꯁ꯭ꯀꯦꯟ ꯇꯧꯕꯥ ꯑꯃꯁꯨꯡ ꯇ꯭ꯔꯦꯛ ꯇꯧꯕꯥ ꯌꯥꯏ꯫ ꯌꯨꯖꯔꯁꯤꯡꯅꯥ ꯕꯣꯛꯁ ꯑꯗꯨꯒꯤ ꯃꯅꯨꯡꯗꯥ ꯂꯩꯕꯥ ꯄꯣꯠꯁꯛꯁꯤꯡꯒꯤ ꯃꯇꯥꯡꯗꯥ ꯌꯥꯝꯅꯥ ꯂꯥꯏꯅꯥ ꯇꯦꯞꯁꯤꯡ ꯊꯝꯕꯥ ꯌꯥꯏ ꯑꯃꯁꯨꯡ ꯔꯤꯁ꯭ꯇꯣꯛ ꯇꯧꯕꯥ ꯅꯠꯇ꯭ꯔꯒꯥ ꯔꯤꯑꯣꯔꯒꯅꯥꯏꯖ ꯇꯧꯅꯕꯒꯤ ꯑꯦꯂꯔꯠꯁꯤꯡ ꯐꯪꯒꯅꯤ꯫ ꯕꯣꯛꯁ ꯑꯁꯤꯗꯥ ꯑꯍꯦꯟꯕꯥ ꯁꯦꯀ꯭ꯌꯨꯔꯤꯇꯤꯒꯤꯗꯃꯛ ꯏꯂꯦꯛꯇ꯭ꯔꯣꯅꯤꯛ ꯂꯣꯛ ꯑꯃꯁꯨꯡ ꯑꯦꯂꯥꯝ ꯁꯤꯁꯇꯦꯝ ꯑꯃꯁꯨ ꯌꯥꯎꯔꯤ꯫ ꯀꯣꯂꯥꯞꯁꯤꯕꯜ ꯁ꯭ꯇꯣꯔꯦꯖ ꯕꯣꯛꯁ: ꯃꯐꯝ ꯑꯃꯁꯨꯡ ꯈꯨꯗꯣꯡꯆꯥꯕꯥ ꯈ꯭ꯋꯥꯏꯗꯒꯤ ꯌꯥꯝꯅꯥ ꯄꯤꯅꯕꯥ ꯗꯤꯖꯥꯏꯟ ꯇꯧꯕꯥ ꯐꯣꯜꯗ ꯇꯧꯕꯥ ꯌꯥꯕꯥ ꯁ꯭ꯇꯣꯔꯦꯖ ꯕꯣꯛꯁ ꯑꯃꯅꯤ꯫ ꯂꯥꯏꯠꯋꯦꯠ ꯑꯃꯁꯨꯡ ꯇꯦꯛ ꯀꯠ ꯀꯥꯏꯗꯕꯥ ꯃꯆꯥꯛꯁꯤꯡꯅꯥ ꯁꯦꯝꯕꯥ ꯕꯣꯛꯁ ꯑꯁꯤ ꯁꯦꯀꯦꯟꯗ ꯈꯔꯒꯤ ꯃꯅꯨꯡꯗꯥ ꯐꯖꯅꯥ ꯁꯦꯝꯒꯠꯄꯥ ꯑꯃꯁꯨꯡ ꯊꯨꯒꯥꯏꯕꯥ ꯌꯥꯏ, ꯃꯁꯤꯅꯥ ꯑꯄꯤꯛꯄꯥ ꯍꯤꯡꯅꯕꯒꯤ ꯃꯐꯝꯁꯤꯡ ꯅꯠꯇ꯭ꯔꯒꯥ ꯆꯠꯊꯣꯛ-ꯆꯠꯁꯤꯟ ꯇꯧꯕꯗꯥ ꯌꯥꯝꯅꯥ ꯐꯩ꯫ ꯕꯣꯛꯁ ꯑꯁꯤꯗꯥ ꯑꯍꯦꯟꯕꯥ ꯇꯦꯛ ꯀꯥꯏꯗꯅꯕꯥ ꯔꯤꯏꯟꯐꯣꯔꯁ ꯇꯧꯔꯕꯥ ꯀꯣꯟꯅꯥ ꯑꯃꯁꯨꯡ ꯁꯥꯏꯗꯁꯤꯡ ꯑꯃꯁꯨꯡ ꯐꯖꯅꯥ ꯆꯠꯊꯣꯛ-ꯆꯠꯁꯤꯟ ꯇꯧꯅꯕꯒꯤꯗꯃꯛ ꯁꯦꯝꯒꯠꯂꯕꯥ ꯍꯦꯟꯗꯜꯁꯤꯡ ꯌꯥꯎꯔꯤ꯫ ꯃꯁꯤꯡ ꯌꯥꯝꯂꯕꯥ ꯁꯥꯏꯖ ꯑꯃꯁꯨꯡ ꯃꯆꯨ ꯀꯗꯥꯏꯗꯥ ꯐꯪꯏ꯫ ꯁꯔꯚꯦ ꯑꯁꯤꯅꯥ ꯃꯈꯥꯗꯥ ꯄꯤꯔꯤꯕꯥ ꯋꯥꯍꯪꯁꯤꯡ ꯑꯁꯤꯒꯤ ꯄꯥꯎꯈꯨꯝꯗꯥ ꯌꯨꯝꯐꯝ ꯑꯣꯏꯔꯒꯥ ꯅꯍꯥꯛꯀꯤ ꯄꯔꯁꯣꯅꯦꯜ ꯅꯨꯡꯉꯥꯏꯕꯒꯤ ꯊꯥꯛ ꯑꯗꯨ ꯂꯥꯎꯊꯣꯛꯅꯕꯥ ꯄꯥꯟꯗꯝ ꯊꯝꯂꯤ꯫ ꯆꯥꯟꯕꯤꯗꯨꯅꯥ ꯌꯥꯔꯤꯕꯃꯈꯩ ꯑꯆꯨꯝꯕꯥ ꯄꯥꯎꯈꯨꯝ ꯄꯤꯕꯤꯌꯨ, ꯑꯃꯁꯨꯡ ꯃꯁꯤ ꯏꯟꯐꯣꯔꯃꯦꯁꯟꯒꯤꯗꯃꯛꯇꯅꯤ ꯍꯥꯏꯕꯁꯤ ꯅꯤꯡꯁꯤꯡꯕꯤꯌꯨ꯫ ꯑꯃꯥꯗꯒꯤ ꯇꯔꯥꯐꯥꯎꯒꯤ ꯁ꯭ꯀꯦꯜꯗꯥ, ꯑꯗꯣꯝꯒꯤ ꯍꯧꯖꯤꯛ ꯂꯩꯔꯤꯕꯥ ꯄꯨꯟꯁꯤ ꯑꯁꯤ ꯑꯄꯨꯟꯕꯥ ꯑꯣꯏꯅꯥ ꯀꯌꯥ ꯌꯥꯝꯅꯥ ꯅꯨꯡꯉꯥꯏꯕꯥ ꯐꯥꯎꯕꯒꯦ? ꯑꯗꯣꯝꯒꯤ ꯄꯨꯟꯁꯤꯗꯥ ꯂꯩꯔꯤꯕꯥ ꯋꯥꯐꯝꯁꯤꯡꯒꯤꯗꯃꯛ ꯑꯗꯣꯝꯅꯥ ꯀꯌꯥ ꯌꯥꯝꯅꯥ ꯊꯥꯒꯠꯄꯥ ꯐꯥꯎꯔꯤꯕꯒꯦ? ꯑꯗꯣꯝꯅꯥ ꯑꯇꯣꯞꯄꯒꯤ ꯃꯐꯝꯗꯥ ꯃꯤꯅꯨꯡꯁꯤ ꯂꯩꯕꯥ ꯊꯕꯛꯁꯤꯡ ꯀꯌꯥꯝ ꯌꯥꯝꯅꯥ ꯇꯧꯔꯤꯕꯒꯦ? ꯁꯔꯚꯦ ꯑꯁꯤ ꯂꯣꯏꯁꯤꯟꯅꯕꯥ ꯃꯇꯝ ꯄꯤꯕꯤꯕꯒꯤꯗꯃꯛ ꯊꯥꯒꯠꯆꯔꯤ꯫ ꯅꯍꯥꯛꯀꯤ ꯄꯥꯎꯈꯨꯝꯁꯤꯡ ꯑꯗꯨ ꯅꯍꯥꯛꯀꯤ ꯂꯅꯥꯏꯒꯤ ꯑꯣꯏꯕꯥ ꯅꯨꯡꯉꯥꯏꯕꯒꯤ ꯊꯥꯛ ꯑꯗꯨ ꯂꯥꯎꯊꯣꯛꯅꯕꯥ ꯁꯤꯖꯤꯟꯅꯒꯅꯤ꯫ ꯅꯨꯡꯉꯥꯏꯕꯥ ꯍꯥꯏꯕꯁꯤ ꯁꯞꯖꯦꯛꯇꯤꯞꯅꯤ ꯍꯥꯏꯕꯁꯤ ꯅꯤꯡꯁꯤꯡꯕꯤꯌꯨ ꯑꯃꯁꯨꯡ ꯃꯁꯤꯗꯥ ꯏꯊꯤꯜ ꯄꯤꯕꯥ ꯉꯝꯕꯥ ꯐꯦꯛꯇꯔ ꯀꯌꯥ ꯂꯩ꯫ ꯏꯁꯥꯕꯨ ꯌꯦꯡꯁꯤꯟꯕꯥ ꯑꯃꯁꯨꯡ ꯀꯔꯤꯒꯨꯝꯕꯥ ꯃꯊꯧ ꯇꯥꯔꯕꯗꯤ ꯃꯇꯦꯡ ꯄꯥꯡꯕꯥ ꯍꯥꯏꯕꯁꯤ ꯅꯤꯡꯁꯤꯡꯕꯥ ꯌꯥꯝꯅꯥ ꯃꯔꯨꯑꯣꯏ꯫